ꯑꯍꯥꯟꯕ ꯃꯤꯑꯣꯏꯒꯤ ꯃꯤꯠꯌꯦꯡꯗ ꯑꯀꯛꯅꯕ ꯑꯦꯛꯁꯄꯤꯔꯤꯌꯦꯟꯁ ꯑꯃ ꯐꯣꯡꯗꯣꯛꯄꯤꯌꯨ꯫ ꯑꯩꯒꯤ ꯏꯔꯩꯕꯥꯛꯁꯥꯒꯤ ꯕ꯭ꯔꯥꯊꯗꯦ ꯄꯥꯔꯇꯤꯗ ꯆꯠꯈꯤ꯫ ꯑꯩꯅ ꯃꯗꯨ ꯌꯥꯝꯅ ꯅꯤꯡꯁꯤꯡꯂꯤ, ꯑꯩꯒꯤ ꯏꯔꯩꯕꯥꯛꯁꯥꯒꯤ ꯃꯄꯣꯛ ꯅꯨꯃꯤꯠꯀꯤ ꯊꯧꯔꯝꯗ ꯆꯠꯄ ꯃꯇꯝꯗ ꯑꯩꯒꯤ ꯃꯅꯨꯡꯗ ꯁꯦꯝꯒꯠꯂꯛꯄ ꯅꯨꯡꯉꯥꯏꯕ ꯑꯃꯁꯨꯡ ꯑꯦꯟꯇꯤꯁꯤꯄꯦꯁꯟ ꯑꯗꯨ꯫ ꯅꯨꯃꯤꯠꯀꯤ ꯃꯉꯥꯜꯅ ꯊꯜꯂꯕꯥ ꯅꯨꯃꯤꯠ ꯑꯃꯅꯤ ꯑꯃꯁꯨꯡ ꯂꯝꯕꯤꯁꯤꯡꯗ ꯄꯨꯟꯁꯤꯅ ꯊꯜꯂꯕꯥ ꯅꯨꯃꯤꯠ ꯑꯃ ꯑꯣꯏꯔꯝꯃꯤ꯫ ꯑꯩꯅ ꯌꯥꯝꯅ ꯊꯋꯥꯏ ꯌꯥꯎꯅ ꯊꯣꯡꯅꯥꯎꯗꯨꯗ ꯆꯠꯂꯒꯥ ꯕꯦꯜ ꯊꯥꯔꯛꯈꯤ ꯑꯃꯁꯨꯡ ꯃꯅꯨꯡꯗ ꯇꯔꯥꯝꯅ ꯑꯣꯛꯄꯤꯈꯤꯕ ꯑꯩꯒꯤ ꯃꯔꯨꯞ ꯑꯗꯨꯅ ꯅꯨꯡꯉꯥꯏꯔꯕꯥ ꯃꯤꯠꯌꯦꯡ ꯑꯃꯒ ꯂꯣꯏꯅꯅ ꯇꯔꯥꯝꯅ ꯑꯣꯛꯈꯤ꯫ ꯃꯔꯨꯞꯁꯤꯡ ꯑꯃꯁꯨꯡ ꯏꯃꯨꯡ ꯃꯅꯨꯡꯅ ꯊꯧꯔꯝ ꯄꯥꯡꯊꯣꯛꯅꯕ ꯄꯨꯟꯁꯤꯜꯂꯛꯄꯗꯒꯤ ꯑꯦꯠꯃꯣꯁ꯭ꯐꯤꯌꯥꯔ ꯑꯗꯨ ꯏꯂꯦꯛꯇꯔꯤꯛ ꯑꯣꯏꯈꯤ꯫ ꯔꯨꯝ ꯑꯗꯨ ꯃꯆꯨ ꯈꯨꯗꯤꯡꯃꯛꯀꯤ ꯕꯦꯂꯨꯟ ꯑꯃꯁꯨꯡ ꯁ꯭ꯇꯔꯤꯃꯔꯁꯤꯡꯅ ꯁꯦꯝꯖꯤꯟ ꯁꯥꯖꯤꯟꯈꯤ, ꯃꯆꯤ ꯑꯣꯏꯕ ꯆꯤꯟꯖꯥꯛꯁꯤꯡꯒꯤ ꯃꯁꯛ ꯑꯗꯨ ꯅꯨꯡꯁꯤꯠꯇ ꯆꯦꯟꯊꯈꯤ꯫ ꯑꯩꯅ ꯃꯤꯊꯨꯡꯂꯦꯟꯁꯤꯡꯒ ꯂꯣꯏꯅꯅ ꯃꯤꯊꯨꯡꯂꯦꯟꯁꯤꯡꯒ ꯂꯣꯏꯅꯅ ꯅꯨꯡꯉꯥꯏꯅ ꯋꯥꯔꯤ ꯁꯥꯅꯈꯤ ꯑꯃꯁꯨꯡ ꯑꯔꯤꯕ ꯃꯔꯨꯞꯁꯤꯡꯒ ꯂꯣꯏꯅꯅꯥ ꯋꯥꯔꯤ ꯁꯥꯅꯈꯤ ꯑꯃꯁꯨꯡ ꯑꯔꯤꯕ ꯃꯇꯝꯁꯤꯡꯕꯨ ꯅꯤꯡꯁꯤꯡꯈꯤ꯫ ꯑꯩꯈꯣꯏꯅ ꯒꯦꯝ ꯁꯥꯟꯅꯈꯤ ꯑꯃꯁꯨꯡ ꯏꯁꯩ ꯁꯛꯈꯤ, ꯑꯊꯨꯕ ꯃꯇꯝꯗ ꯃꯄꯣꯛ ꯅꯨꯃꯤꯠꯀꯤ ꯀꯦꯛ ꯑꯗꯨꯒꯤ ꯃꯇꯝ ꯌꯧꯔꯛꯈꯤ꯫ ꯑꯩꯈꯣꯏ ꯄꯨꯝꯅꯃꯛ ꯄꯨꯟꯅ ꯇꯤꯟꯈꯤ ꯑꯃꯁꯨꯡ ꯑꯩꯒꯤ ꯏꯔꯩꯕꯥꯛꯁꯥ ꯁꯤꯡꯅ ꯍꯔꯥꯎꯕ ꯄꯣꯛꯍꯟꯗꯨꯅ ꯃꯩ ꯊꯥꯗ꯭ꯔꯤꯉꯩ ꯃꯃꯥꯡꯗ ꯋꯥꯁꯛ ꯑꯃ ꯐꯣꯡꯗꯣꯛꯈꯤꯕꯒ ꯂꯣꯏꯅꯅꯥ ꯍꯦꯞꯄꯤ ꯕ꯭ꯔꯊꯗꯦ ꯍꯥꯏꯅ ꯏꯁꯩ ꯁꯛꯈꯤ꯫ ꯃꯗꯨꯒꯤ ꯃꯇꯨꯡꯗ ꯑꯩꯈꯣꯏꯅ ꯀꯦꯛ ꯑꯗꯨ ꯃꯊꯪ ꯃꯊꯪ ꯄꯤꯖꯈꯤ, ꯃꯗꯨꯒꯤ ꯃꯆꯤ ꯑꯣꯏꯕ, ꯌꯥꯝꯅ ꯂꯨꯕ ꯃꯁꯛ ꯑꯗꯨ ꯊꯛꯈꯤ꯫ ꯅꯨꯃꯤꯗꯥꯡꯋꯥꯏꯔꯝ ꯑꯗꯨꯒꯤ ꯑꯔꯣꯏꯕ ꯁꯔꯨꯛ ꯑꯗꯨ ꯅꯣꯛꯄ ꯑꯃꯁꯨꯡ ꯅꯨꯡꯉꯥꯏꯕꯒꯤ ꯈꯣꯟꯖꯦꯜ ꯑꯃꯗ ꯎꯔꯦ, ꯑꯩꯈꯣꯏꯅ ꯑꯄꯦꯟ ꯃ꯭ꯌꯨꯖꯤꯛꯇ ꯅꯥꯟꯊꯣꯛꯈꯤ, ꯄꯨꯟꯅ ꯃꯤꯅꯝꯕ ꯐꯣꯇꯣꯁꯤꯡ ꯂꯧꯈꯤ ꯑꯃꯁꯨꯡ ꯋꯥꯔꯤꯁꯤꯡ ꯁꯦꯌꯔ ꯇꯧꯈꯤ꯫ ꯅꯨꯃꯤꯠ ꯑꯗꯨ ꯂꯣꯏꯁꯤꯜꯂꯛꯄꯒ ꯂꯣꯏꯅꯅ ꯆꯠꯄꯒꯤ ꯃꯇꯝ ꯌꯧꯔꯛꯄꯒ ꯂꯣꯏꯅꯅꯥ ꯑꯩꯅꯥ ꯑꯩꯒꯤ ꯏꯔꯩꯕꯥꯛꯁꯥꯕꯨ ꯀꯨꯞꯁꯤꯜꯂꯒꯥ ꯌꯨꯝꯗ ꯍꯜꯂꯛꯇꯔꯤꯉꯩꯒꯤ ꯃꯃꯥꯡꯗ ꯃꯈꯣꯏꯗ ꯅꯨꯡꯉꯥꯏꯔꯕꯥ ꯍꯜꯂꯛꯅꯕ ꯌꯥꯏꯐ-ꯄꯥꯎꯖꯦꯜ ꯄꯤꯖꯈꯤ, ꯑꯁꯤꯒꯨꯝꯕꯥ ꯑꯉꯛꯄ ꯊꯧꯔꯝ ꯑꯁꯤꯒꯤ ꯁꯔꯨꯛ ꯑꯃ ꯑꯣꯏꯕꯗꯥ ꯊꯥꯒꯠꯄ ꯐꯣꯡꯗꯣꯛꯈꯤ꯫ ꯀꯟꯖꯨꯃꯔꯁꯤꯡꯒꯤ ꯂꯝꯆꯠ-ꯁꯥꯖꯠꯇ ꯇ꯭ꯔꯦꯟꯗꯁꯤꯡ ꯂꯥꯎꯊꯣꯛꯅꯕꯥ ꯇꯦꯛꯅꯤꯛ ꯑꯃ ꯐꯣꯡꯗꯣꯛꯎ꯫ ꯀꯟꯖꯨꯃꯔꯒꯤ ꯂꯝꯆꯠ-ꯁꯥꯖꯠꯇ ꯇ꯭ꯔꯦꯟꯗꯁꯤꯡ ꯂꯥꯎꯊꯣꯛꯅꯕꯥ ꯏꯐꯦꯛꯇꯤꯕ ꯑꯣꯏꯕ ꯇꯦꯛꯅꯤꯛ ꯑꯃꯗꯤ ꯗꯦꯇꯥ ꯑꯦꯅꯥꯂꯥꯏꯁꯤꯁ ꯑꯃꯁꯨꯡ ꯃꯦꯁꯤꯟ ꯂꯔꯅꯤꯡ ꯑꯦꯜꯒꯣꯔꯤꯊꯝꯁꯤꯡ ꯁꯤꯖꯤꯟꯅꯕꯅꯤ꯫ ꯃꯁꯤꯗ ꯇꯨꯡꯗ ꯂꯥꯛꯀꯗꯕꯥ ꯂꯝꯆꯠ-ꯁꯥꯖꯠꯁꯤꯡ ꯂꯧꯊꯣꯛꯄꯗ ꯃꯇꯦꯡ ꯄꯥꯡꯕ ꯌꯥꯕ ꯄꯦꯇꯔꯟꯁꯤꯡ ꯑꯃꯁꯨꯡ ꯇ꯭ꯔꯦꯟꯗꯁꯤꯡ ꯈꯪꯗꯣꯛꯅꯕ ꯀꯟꯖꯨꯃꯔꯒꯤ ꯂꯝꯆꯠ-ꯁꯥꯖꯠꯀꯤ ꯃꯇꯥꯡꯗ ꯑꯆꯧꯕ ꯗꯦꯇꯥ ꯁꯦꯠꯁꯤꯡ ꯑꯦꯅꯥꯂꯥꯏꯖ ꯇꯧꯕ ꯌꯥꯎꯏ꯫ ꯑꯍꯥꯟꯕ ꯈꯣꯡꯊꯥꯡꯗꯤ ꯁꯣꯁꯤꯑꯦꯜ ꯃꯤꯗꯤꯌꯥ ꯄ꯭ꯂꯦꯠꯐꯣꯔꯝꯁꯤꯡ, ꯄꯔꯆꯦꯖ ꯇ꯭ꯔꯥꯟꯖꯦꯛꯁꯟꯁꯤꯡ, ꯋꯦꯕꯁꯥꯏꯠ ꯏꯟꯇꯥꯔꯦꯛꯁꯟꯁꯤꯡ, ꯑꯃꯁꯨꯡ ꯀꯁ꯭ꯇꯃꯔ ꯁꯔꯚꯦꯁꯤꯡꯒꯨꯝꯕ ꯇꯣꯉꯥꯟ-ꯇꯣꯉꯥꯟꯕ ꯁꯣꯔꯁꯁꯤꯡꯗꯒꯤ ꯗꯦꯇꯥ ꯈꯣꯝꯖꯤꯟꯕ ꯑꯃꯁꯨꯡ ꯄ꯭ꯔꯣꯁꯦꯁ ꯇꯧꯕꯅꯤ꯫ ꯃꯗꯨꯒꯤ ꯃꯇꯨꯡꯗ ꯗꯦꯇꯥ ꯑꯁꯤ ꯑꯦꯅꯥꯂꯥꯏꯖ ꯇꯧꯗꯨꯅ ꯀꯟꯖꯨꯃꯔꯒꯤ ꯂꯝꯆꯠ-ꯁꯥꯖꯠ, ꯄꯁꯟꯗ ꯑꯃꯁꯨꯡ ꯂꯝꯆꯠ-ꯁꯥꯖꯠꯀꯤ ꯃꯇꯥꯡꯗ ꯃꯃꯜ ꯌꯥꯝꯂꯕ ꯋꯥꯈꯜꯂꯣꯟꯁꯤꯡ ꯂꯧꯊꯣꯛꯄ ꯌꯥꯏ꯫ ꯃꯗꯨꯒꯤ ꯃꯇꯨꯡꯗ ꯃꯦꯁꯤꯟ ꯂꯔꯅꯤꯡ ꯑꯦꯜꯒꯣꯔꯤꯊꯝꯁꯤꯡ ꯑꯁꯤ ꯗꯦꯇꯥꯗ ꯑꯦꯄ꯭ꯂꯥꯏ ꯇꯧꯗꯨꯅ ꯇꯨꯡꯒꯤ ꯀꯟꯖꯨꯃꯔꯁꯤꯡꯒꯤ ꯂꯝꯆꯠ-ꯁꯥꯖꯠ ꯑꯗꯨ ꯑꯆꯨꯝꯕ ꯃꯑꯣꯡꯗ ꯐꯣꯔꯀꯥꯁ꯭ꯠ ꯇꯧꯕ ꯉꯝꯕ ꯄ꯭ꯔꯤꯗꯤꯛꯇꯤꯚ ꯃꯣꯗꯦꯜꯁꯤꯡ ꯁꯦꯝꯒꯠꯄ ꯌꯥꯏ꯫ ꯃꯣꯗꯦꯜꯁꯤꯡ ꯑꯁꯤꯅ ꯀꯟꯖꯨꯃꯔꯁꯤꯡꯒꯤ ꯂꯝꯆꯠ-ꯁꯥꯖꯠꯇ ꯁꯥꯐꯨ ꯄꯤꯔꯤꯕ ꯃꯁꯤꯡ ꯌꯥꯝꯂꯕꯥ ꯐꯦꯛꯇꯔꯁꯤꯡ ꯍꯥꯏꯕꯗꯤ ꯗꯦꯃꯣꯒ꯭ꯔꯥꯐꯤꯛ, ꯄꯣꯠꯊꯣꯛ ꯄꯁꯟꯗ, ꯄꯔꯆꯦꯖꯒꯤ ꯄꯨꯋꯥꯔꯤ, ꯑꯃꯁꯨꯡ ꯃꯦꯀ꯭ꯔꯣ-ꯏꯀꯣꯅꯣꯃꯤꯛ ꯏꯟꯗꯤꯀꯦꯇꯔꯁꯤꯡ ꯐꯥꯎꯕ ꯌꯥꯎꯕ ꯌꯥꯏ꯫ ꯀꯟꯖꯨꯃꯔꯒꯤ ꯂꯝꯆꯠ-ꯁꯥꯖꯠ ꯂꯥꯎꯊꯣꯛꯄꯗ ꯃꯦꯁꯤꯟ ꯂꯔꯅꯤꯡ ꯑꯦꯜꯒꯣꯔꯤꯊꯝꯁꯤꯡ ꯁꯤꯖꯤꯟꯅꯕꯗ ꯀꯟꯖꯨꯃꯔꯒꯤ ꯂꯝꯆꯠ-ꯁꯥꯖꯠꯇ ꯑꯀꯥꯏꯕ ꯄꯤꯕ ꯌꯥꯕ ꯃꯔꯨꯑꯣꯏꯕ ꯚꯦꯔꯤꯑꯦꯕꯜꯁꯤꯡ ꯈꯪꯗꯣꯛꯄ ꯑꯃꯁꯨꯡ ꯑꯦꯅꯥꯂꯥꯏꯖ ꯇꯧꯕ ꯌꯥꯎꯏ꯫ ꯃꯗꯨꯒꯤ ꯃꯇꯨꯡꯗ ꯍꯥꯏꯔꯤꯕ ꯚꯦꯔꯤꯑꯦꯕꯜꯁꯤꯡ ꯑꯁꯤ ꯄ꯭ꯔꯤꯗꯤꯛꯇꯤꯚ ꯃꯣꯗꯦꯜꯁꯤꯡ ꯇ꯭ꯔꯦꯅꯤꯡ ꯇꯧꯕꯗ ꯁꯤꯖꯤꯟꯅꯩ, ꯃꯈꯣꯏꯁꯤꯡ ꯑꯁꯤ ꯃꯇꯝꯒꯤ ꯃꯇꯨꯡ ꯏꯟꯅ ꯍꯦꯟꯅ ꯗꯦꯇꯥ ꯐꯪꯂꯛꯄꯒ ꯂꯣꯏꯅꯅ ꯔꯤꯐꯥꯏꯟ ꯇꯧꯏ꯫ ꯑꯄꯨꯟꯕ ꯑꯣꯏꯅ, ꯀꯟꯖꯨꯃꯔꯁꯤꯡꯒꯤ ꯂꯝꯆꯠ-ꯁꯥꯖꯠꯀꯤ ꯇ꯭ꯔꯦꯟꯗꯁꯤꯡ ꯂꯥꯎꯊꯣꯛꯅꯕꯥ ꯗꯦꯇꯥ ꯑꯦꯅꯥꯂꯥꯏꯁꯤꯁ ꯑꯃꯁꯨꯡ ꯃꯦꯁꯤꯟ ꯂꯔꯅꯤꯡ ꯑꯦꯜꯒꯣꯔꯤꯊꯃꯁꯤꯡ ꯁꯤꯖꯤꯟꯅꯕꯅꯥ ꯉꯁꯤꯒꯤ ꯈꯣꯡꯖꯦꯜ ꯌꯥꯡꯅ ꯆꯠꯊꯔꯤꯕ, ꯗꯦꯇꯥꯅ ꯊꯧꯕꯥ ꯀꯩꯊꯦꯜ ꯑꯁꯤꯗ ꯀꯔꯕ ꯑꯁꯤꯒꯤ ꯃꯥꯡꯗ ꯂꯩꯅꯕꯒꯤ ꯏꯐꯦꯛꯇꯤꯕ ꯑꯃꯁꯨꯡ ꯏꯐꯤꯁꯤꯌꯦꯟꯇ ꯃꯑꯣꯡ ꯑꯃꯅꯤ꯫ ꯕꯤꯒ ꯗꯦꯇꯥ ꯑꯃꯁꯨꯡ ꯑꯍꯣꯡꯕ ꯑꯦꯅꯥꯂꯥꯏꯇꯤꯛꯁꯀꯤ ꯈꯨꯠꯂꯥꯏꯁꯤꯡꯒꯤ ꯁꯛꯇꯤ ꯑꯁꯤ ꯁꯤꯖꯤꯟꯅꯗꯨꯅ ꯕꯤꯖꯤꯅꯦꯁꯁꯤꯡꯅ ꯀꯟꯖꯨꯃꯔꯁꯤꯡꯒꯤ ꯂꯝꯆꯠ-ꯁꯥꯖꯠꯇ ꯑꯍꯣꯡꯕ ꯂꯥꯛꯀꯅꯤ ꯍꯥꯏꯅ ꯊꯥꯖꯕ ꯌꯥꯏ ꯑꯃꯁꯨꯡ ꯃꯗꯨꯒꯤ ꯃꯇꯨꯡ ꯏꯟꯅ ꯃꯈꯣꯏꯒꯤ ꯁ꯭ꯊꯔꯦꯇꯦꯖꯤꯁꯤꯡ ꯑꯦꯗ꯭ꯞꯇꯦꯠ ꯇꯧꯕ ꯌꯥꯏ꯫